ꯀꯝꯄꯅꯤ ꯑꯗꯨꯗ ꯂꯩꯔꯤꯕ ꯑꯅꯧꯕ ꯀꯝꯄ꯭ꯌꯨꯇꯔ ꯁꯤꯁꯇꯦꯝꯒꯤ ꯃꯇꯥꯡꯗ ꯄꯤꯔꯤꯕ ꯑꯥꯔꯇꯤꯀꯦꯜ ꯑꯗꯨ ꯁꯝꯖꯤꯟꯅꯧ꯫ ꯀꯝꯄꯦꯅꯤ ꯑꯁꯤꯅ ꯍꯟꯗꯛꯇ ꯑꯅꯧꯕ ꯀꯝꯄ꯭ꯌꯨꯇꯔ ꯁꯤꯁꯇꯦꯝ ꯑꯃꯗ ꯁꯦꯜ ꯊꯥꯗꯈꯤ, ꯃꯁꯤ ꯃꯦꯅꯨꯑꯦꯜ ꯄ꯭ꯔꯣꯁꯦꯁꯁꯤꯡ ꯑꯣꯇꯣꯃꯦꯠ ꯇꯧꯕꯗ ꯃꯇꯦꯡ ꯄꯥꯡꯅꯕ ꯑꯃꯁꯨꯡ ꯏꯐꯤꯁꯤꯑꯦꯟꯁꯤ ꯍꯦꯟꯒꯠꯍꯟꯅꯕ ꯁꯦꯝꯈꯤꯕꯅꯤ꯫ ꯁꯤꯁ꯭ꯇꯦꯝ ꯑꯁꯤꯅ ꯀꯁ꯭ꯇꯃꯔ ꯗꯦꯇꯥ ꯏꯟꯇꯔꯄ꯭ꯔꯥꯏꯖ ꯇꯧꯅꯕ, ꯔꯤꯄꯣꯔꯠꯁꯤꯡ ꯑꯣꯇꯣꯃꯦꯇꯤꯛ ꯑꯣꯏꯅ ꯖꯦꯅꯦꯔꯦꯠ ꯇꯧꯅꯕ ꯑꯃꯁꯨꯡ ꯀꯁ꯭ꯇꯃꯔ ꯕꯤꯂꯤꯡ ꯄ꯭ꯔꯣꯁꯦꯁꯁꯤꯡ ꯑꯣꯇꯣꯃꯦꯇꯦꯗ ꯇꯧꯅꯕ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯩ꯫ ꯀꯝꯄꯦꯅꯤ ꯑꯁꯤꯅ ꯍꯟꯗꯛꯇ ꯃꯁꯤꯒꯤ ꯊꯧꯑꯣꯡꯁꯤꯡ ꯑꯁꯤ ꯂꯥꯏꯊꯣꯛꯍꯟꯅꯕ, ꯏꯐꯤꯁꯤꯑꯦꯟꯁꯤ ꯍꯦꯟꯒꯠꯍꯟꯅꯕ, ꯑꯃꯁꯨꯡ ꯔꯤꯄꯣꯔꯠ ꯖꯦꯅꯦꯔꯦꯁꯟ ꯑꯃꯁꯨꯡ ꯀꯁ꯭ꯇꯃꯔ ꯕꯤꯂꯤꯡꯒꯨꯝꯕ ꯊꯕꯛꯁꯤꯡ ꯑꯣꯇꯣꯃꯦꯠ ꯇꯧꯅꯕ ꯑꯅꯧꯕ ꯑꯥꯔꯇꯤꯐꯤꯁꯦꯜ ꯏꯟꯇꯤꯂꯤꯖꯦꯟꯠ ꯗ ꯌꯨꯝꯐꯝ ꯑꯣꯏꯕ ꯀꯝꯄ꯭ꯌꯨꯇꯔ ꯁꯤꯁꯇꯦꯝ ꯑꯃ ꯏꯝꯄ꯭ꯂꯤꯃꯦꯟꯠ ꯇꯧꯈ꯭ꯔꯦ꯫ ꯑꯔꯊ ꯊꯣꯛꯄ ꯀꯝꯄ꯭ꯂꯤꯃꯦꯟꯠ ꯑꯃꯒꯤ ꯈꯨꯗꯝ ꯑꯃ ꯄꯤꯌꯨ꯫ ꯃꯁꯤ ꯀꯔꯤꯒꯤꯗꯃꯛꯇ ꯑꯔꯊ ꯂꯩꯕꯅꯣ ꯍꯥꯏꯕꯗꯨ ꯁꯟꯗꯣꯛꯅ ꯇꯥꯛꯄꯤꯌꯨ꯫ ꯑꯔꯊ ꯊꯣꯛꯄ ꯀꯝꯄ꯭ꯂꯤꯃꯦꯟꯠ ꯑꯃꯅ "ꯑꯩꯍꯥꯛꯅ ꯇꯁꯦꯡꯅ ꯑꯗꯣꯝꯒꯤ ꯑꯔꯨꯕ ꯐꯤꯚꯝꯁꯤꯡꯕꯨ ꯊꯧꯖꯥꯜ ꯑꯃꯁꯨꯡ ꯂꯥꯟꯊꯦꯡꯅꯕꯗ ꯊꯦꯡꯅꯕ ꯉꯝꯕꯒꯤ ꯊꯧꯅꯥ ꯑꯗꯨ ꯊꯥꯒꯠꯆꯔꯤ" ꯍꯥꯏꯕꯁꯤꯒꯨꯝꯕ ꯋꯥꯐꯝ ꯑꯃ ꯑꯣꯏꯕ ꯌꯥꯏ꯫ ꯃꯁꯤꯒꯤ ꯀꯝꯄ꯭ꯂꯤꯃꯦꯟꯠ ꯑꯁꯤ ꯑꯔꯊ ꯂꯩ ꯃꯔꯝꯗꯤ ꯃꯁꯤ ꯃꯤꯑꯣꯏ ꯑꯗꯨꯒꯤ ꯑꯣꯏꯅ ꯑꯀꯛꯅꯕ ꯑꯣꯏ ꯑꯃꯁꯨꯡ ꯃꯈꯣꯏꯅ ꯂꯩꯔꯤꯕ ꯄꯥꯡꯒꯜ ꯑꯃꯁꯨꯡ ꯃꯒꯨꯟꯁꯤꯡ ꯑꯗꯨ ꯌꯥꯅꯤꯡꯏ꯫ ꯃꯁꯤꯅ ꯃꯤꯑꯣꯏ ꯑꯗꯨꯅ ꯁꯤꯡꯅꯕ ꯐꯤꯚꯝꯁꯤꯡꯗ ꯄꯨꯔꯛꯄ ꯍꯣꯠꯅꯕ ꯑꯃꯁꯨꯡ ꯑꯦꯇꯤꯆꯨꯗ ꯑꯗꯨꯁꯨ ꯊꯥꯒꯠꯄ ꯎꯠꯂꯤ꯫ ꯑꯁꯤꯒꯨꯝꯕ ꯀꯝꯄ꯭ꯂꯤꯃꯦꯟꯠꯁꯤꯡ ꯑꯁꯤꯅ ꯊꯥꯖꯕ ꯑꯃꯁꯨꯡ ꯃꯁꯥꯒꯤ ꯏꯀꯥꯏ ꯈꯨꯝꯅꯕ ꯍꯦꯟꯒꯠꯍꯟꯕꯗ ꯃꯇꯦꯡ ꯄꯥꯡꯒꯅꯤ ꯑꯃꯁꯨꯡ ꯇꯨꯡꯗ ꯄꯣꯖꯤꯇꯤꯕ ꯑꯣꯏꯕ ꯂꯝꯆꯠ-ꯁꯥꯖꯠꯁꯤꯡ ꯄꯨꯛꯅꯤꯡ ꯊꯧꯒꯠꯄ ꯉꯝꯒꯅꯤ꯫ ꯃꯈꯥꯗ ꯄꯤꯔꯤꯕ ꯋꯥꯍꯩ ꯑꯁꯤꯗꯒꯤ ꯇꯦꯒ ꯀ꯭ꯂꯥꯎꯗ ꯑꯃ ꯁꯦꯝꯃꯨ꯫ ꯑꯥꯔꯇꯤꯐꯤꯁꯤꯑꯦꯜ ꯏꯟꯇꯦꯂꯤꯖꯦꯟꯁ ꯑꯁꯤ ꯑꯩꯈꯣꯏꯒꯤ ꯅꯨꯡꯇꯤꯒꯤ ꯄꯨꯟꯁꯤꯗ ꯍꯦꯟꯅ ꯃꯔꯨꯑꯣꯏꯕ ꯁꯔꯨꯛ ꯑꯃ ꯑꯣꯏꯔꯛꯂꯤ꯫ ꯃꯈꯥꯗ ꯄꯤꯔꯤꯕ ꯇꯦꯛꯁ ꯑꯗꯨꯗꯒꯤ ꯁꯦꯝꯈꯤꯕ ꯇꯦꯒ ꯀ꯭ꯂꯥꯎꯗ ꯑꯃ ꯌꯥꯎꯔꯤ: ꯅꯨꯃꯤꯠ ꯈꯨꯗꯤꯡꯒꯤ ꯃꯔꯨꯑꯣꯏꯕ ꯁꯔꯨꯛ ꯑꯃ ꯑꯣꯏꯔꯛꯄꯅ ꯍꯦꯟꯅ ꯑꯥꯔꯇꯤꯐꯤꯁꯤꯑꯦꯜ ꯏꯟꯇꯦꯂꯤꯖꯦꯟꯁ ꯍꯤꯡꯏ ꯋꯥꯍꯩ ꯈꯨꯗꯤꯡꯃꯛ ꯇꯣꯉꯥꯟ ꯇꯣꯉꯥꯟꯕ ꯐꯣꯟꯠ ꯁꯥꯏꯖꯁꯤꯡꯒ ꯂꯣꯏꯅꯅ ꯔꯤꯄꯔꯖꯦꯟꯠ ꯇꯧꯏ, ꯋꯥꯍꯩ ꯐ꯭ꯔꯤꯛꯕꯦꯟꯁꯤꯗ ꯌꯨꯝꯐꯝ ꯑꯣꯏꯗꯨꯅ꯫ ꯃꯁꯤꯒꯤ ꯀꯦꯁ ꯑꯁꯤꯗ ꯋꯥꯍꯩ ꯈꯨꯗꯤꯡꯃꯛ ꯑꯃꯨꯛ ꯍꯟꯅ ꯊꯣꯔꯛꯄꯅ ꯃꯔꯝ ꯑꯣꯏꯗꯨꯅ ꯋꯥꯍꯩꯁꯤꯡ ꯑꯁꯤ ꯇꯣꯉꯥꯟ ꯇꯣꯉꯥꯟꯕ ꯐꯣꯟꯠ ꯁꯥꯏꯖꯁꯤꯡꯒ ꯂꯣꯏꯅꯅ ꯔꯦꯟꯗꯝ ꯑꯣꯏꯅ ꯁꯦꯝꯖꯤꯜꯂꯤ꯫ ꯗꯤꯚꯥꯏꯁ ꯑꯅꯤ ꯑꯁꯤ ꯀꯔꯝꯅ ꯈꯦꯠꯅꯕꯒꯦ ꯍꯥꯏꯕꯗꯨ ꯐꯣꯡꯗꯣꯛꯄꯤꯌꯨ꯫ ꯑꯥꯏꯐꯣꯟ ꯑꯦꯂꯦꯚꯦꯟ ꯑꯃꯁꯨꯡ ꯑꯥꯏꯐꯣꯟ ꯑꯦꯛꯁ ꯑꯥꯏꯐꯣꯟ ꯑꯦꯂꯦꯚꯦꯟ ꯑꯃꯁꯨꯡ ꯑꯥꯏꯐꯣꯟ ꯑꯦꯛꯁ ꯑꯁꯤ ꯑꯦꯄꯜꯅ ꯁꯦꯝꯕ ꯇꯣꯉꯥꯟ ꯇꯣꯉꯥꯟꯕ ꯗꯤꯚꯥꯏꯁ ꯑꯅꯤꯅꯤ, ꯃꯈꯣꯏꯒꯤ ꯃꯔꯛꯇ ꯈꯦꯠꯅꯕ ꯀꯌꯥ ꯂꯩ꯫ ꯃꯔꯨꯑꯣꯏꯕ ꯈꯦꯠꯅꯕ ꯈꯔꯗꯤ ꯃꯈꯥꯗ ꯄꯤꯔꯤ꯫ ꯀꯦꯃꯦꯔꯥ: ꯑꯥꯏꯐꯣꯟ ꯑꯦꯂꯦꯚꯦꯟꯗ ꯑꯜꯇ꯭ꯔꯥꯋꯥꯏꯗ ꯑꯃꯁꯨꯡ ꯋꯥꯏꯗ ꯂꯦꯟꯁꯀ ꯂꯣꯏꯅꯅ ꯗ꯭ꯌꯨꯑꯦꯜ-ꯀꯦꯃꯦꯔꯥ ꯁꯤꯁꯇꯦꯝ ꯂꯩ, ꯑꯗꯨꯒ ꯑꯥꯏꯐꯣꯟ ꯑꯦꯛꯁꯇ ꯋꯥꯏꯗ ꯑꯃꯁꯨꯡ ꯇꯦꯂꯤꯐꯣꯇꯣ ꯂꯦꯟꯁꯀ ꯂꯣꯏꯅꯅ ꯗ꯭ꯌꯨꯑꯦꯜ ꯀꯦꯃꯦꯔꯥ ꯁꯤꯁ꯭ꯇꯦꯝ ꯂꯩ꯫ ꯄ꯭ꯔꯣꯁꯦꯁꯔ: ꯑꯥꯏꯐꯣꯟ ꯑꯦꯂꯦꯚꯦꯟꯗ ꯑꯥꯏꯐꯣꯟ ꯑꯦꯛꯁꯀꯤ ꯑꯦ ꯑꯦꯂꯦꯚꯦꯟ ꯕꯥꯏꯑꯣꯅꯤꯛ ꯆꯤꯞꯀ ꯆꯥꯡꯗꯝꯅꯕꯗ ꯑꯍꯣꯡꯕ ꯑꯃꯁꯨꯡ ꯁꯛꯇꯤ ꯂꯩꯕ ꯄ꯭ꯔꯣꯁꯦꯁꯔ ꯑꯃ ꯑꯣꯏꯔꯤꯕ ꯑꯦ ꯊꯔꯇꯤꯟ ꯕꯥꯏꯑꯣꯅꯤꯛ ꯆꯤꯞ ꯂꯩ꯫ ꯕꯦꯠꯇꯔꯤ ꯂꯥꯏꯐ: ꯑꯥꯏꯐꯣꯟ ꯑꯦꯂꯦꯚꯦꯟꯒꯤ ꯕꯦꯠꯇꯔꯤ ꯂꯥꯏꯐ ꯍꯦꯟꯅ ꯁꯥꯡꯏ, ꯃꯁꯤꯗ ꯚꯤꯗꯤꯑꯣ ꯄ꯭ꯂꯦꯕꯦꯛ ꯄꯨꯡ ꯇꯔꯥꯇꯔꯦꯠ ꯐꯥꯑꯣꯕꯒꯤ ꯑꯦꯟꯗꯨꯔꯦꯟꯁ ꯔꯦꯇꯤꯡ ꯂꯩ, ꯃꯁꯤ ꯑꯥꯏꯐꯣꯟ ꯑꯦꯛꯁꯅ ꯄꯨꯡ ꯇꯔꯥꯍꯨꯝꯗꯣꯏ ꯐꯥꯎꯕꯒꯤ ꯔꯦꯇꯤꯡꯒ ꯆꯥꯡꯗꯝꯅꯕꯗ ꯍꯦꯟꯅ ꯁꯥꯡꯏ꯫